ꯃꯦꯁꯤꯟ ꯂꯔꯅꯤꯡꯒꯤ ꯍꯤꯔꯝꯗ ꯋꯥꯍꯩ ꯆꯝꯃꯉꯥꯒꯤ ꯋꯥꯔꯤ ꯑꯃ ꯁꯦꯝꯒꯠꯄ꯫ ꯃꯦꯁꯤꯟ ꯂꯔꯅꯤꯡ ꯑꯁꯤ ꯀꯝꯄ꯭ꯌꯨꯇꯔ ꯁꯥꯏꯟꯁꯀꯤ ꯔꯤꯚꯣꯂꯨꯁꯅꯔꯤ ꯑꯃꯅꯤ ꯃꯁꯤꯅꯥ ꯀꯝꯄ꯭ꯌꯨꯇꯔ ꯁꯤꯁꯇꯦꯝꯁꯤꯡꯗ ꯗꯦꯇꯥꯗꯒꯤ ꯇꯝꯖꯕ ꯑꯃꯁꯨꯡ ꯗꯦꯇꯥ ꯑꯗꯨꯗ ꯌꯨꯝꯐꯝ ꯑꯣꯏꯔꯒ ꯃꯔꯨꯑꯣꯏꯕ ꯋꯥꯔꯦꯞꯁꯤꯡ ꯂꯧꯕꯥ ꯌꯥꯍꯜꯂꯤ꯫ ꯃꯦꯁꯤꯟ ꯂꯔꯅꯔꯁꯤꯡꯅ ꯃꯦꯁꯤꯟꯁꯤꯡꯅ ꯂꯣꯠꯁꯤꯜꯂꯕꯥ ꯃꯑꯣꯡ ꯃꯇꯧꯁꯤꯡ ꯃꯔꯤꯁꯤꯡ ꯈꯡꯗꯣꯛꯄ ꯑꯃꯁꯨꯡ ꯅꯩꯅꯔꯕ ꯗꯦꯇꯥꯗ ꯌꯨꯝꯐꯝ ꯑꯣꯏꯔꯒ ꯀꯔꯤ ꯑꯣꯏꯔꯛꯀꯅꯤ ꯅꯠꯔꯒ ꯃꯈꯜꯁꯤꯡ ꯁꯦꯝꯕ ꯉꯝꯍꯟꯗꯨꯅ ꯑꯩꯈꯣꯢꯒꯤ ꯃꯥꯂꯦꯝ ꯑꯁꯤꯕꯨ ꯑꯍꯣꯡꯕ ꯄꯨꯔꯛꯂꯤ꯫ ꯏꯆꯝ ꯆꯝꯕ ꯋꯥꯍꯟꯊꯣꯛ ꯑꯃꯗ ꯍꯥꯢꯔꯕꯗ ꯃꯦꯁꯤꯟ ꯂꯔꯅꯔꯅꯤꯡ ꯍꯥꯢꯕꯁꯤ ꯑꯅꯧꯕ ꯗꯦꯇꯥꯗ ꯎꯠꯄ ꯃꯇꯝꯗ ꯃꯇꯝꯒꯤ ꯃꯇꯨꯡ ꯏꯟꯅ ꯇꯝꯕ ꯉꯝꯕ ꯑꯃꯁꯨꯡ ꯐꯒꯠꯍꯟꯕ ꯉꯝꯕ ꯀꯝꯄ꯭ꯌꯨꯇꯔ ꯑꯦꯂꯒꯣꯔꯤꯊꯝꯁꯤꯡ ꯁꯦꯝꯒꯠꯄꯅꯤ ꯍꯥꯢꯅ ꯊꯥꯖꯕ ꯌꯥꯏ꯫ ꯃꯦꯁꯤꯟ ꯂꯔꯅꯤꯡꯒꯤ ꯈ꯭ꯋꯥꯏꯗꯒꯤ ꯀꯃꯟ ꯑꯣꯏꯕ ꯃꯑꯣꯡ ꯑꯁꯤ ꯁꯨꯄꯔꯚꯥꯏꯖ ꯂꯔꯅꯤꯡꯅꯤ ꯃꯐꯝꯁꯤꯗꯒꯤ ꯇꯝꯅꯕꯒꯤꯗꯃꯛ ꯏꯅꯄꯨꯠ ꯑꯃꯁꯨꯡ ꯑꯥꯎꯠꯄꯨꯠ ꯗꯦꯇꯥ ꯑꯅꯤꯃꯛ ꯌꯥꯎꯕ ꯑꯦꯜꯒꯣꯔꯤꯊꯝ ꯑꯃ ꯄꯤꯔꯤ꯫ ꯃꯗꯨꯒꯤ ꯃꯇꯨꯡꯗ ꯑꯦꯜꯒꯣꯔꯤꯊꯝ ꯑꯁꯤꯅ ꯗꯦꯇꯥ ꯑꯁꯤꯗ ꯌꯨꯝꯐꯝ ꯑꯣꯏꯔꯒ ꯀꯔꯤ ꯑꯣꯏꯔꯛꯀꯅꯤ ꯈꯪꯏ ꯑꯃꯁꯨꯡ ꯃꯗꯨꯒꯤ ꯃꯇꯨꯡꯗ ꯈꯟꯈꯤꯕꯁꯤꯡ ꯑꯁꯤ ꯇꯁꯦꯡꯕ ꯐꯜꯁꯤꯡꯒ ꯆꯥꯡꯗꯝꯅꯗꯨꯅ ꯑꯦꯂꯒꯣꯔꯤꯊꯝ ꯑꯁꯤꯒꯤ ꯑꯆꯨꯝꯕ ꯑꯗꯨ ꯂꯦꯞꯊꯣꯛꯏ꯫ ꯃꯗꯨꯒꯤ ꯃꯇꯨꯡꯗ ꯑꯦꯜꯒꯣꯔꯤꯊꯝ ꯑꯁꯤ ꯑꯆꯨꯝꯕ ꯍꯦꯟꯒꯠꯍꯟꯅꯕ ꯑꯃꯁꯨꯡ ꯑꯄꯥꯝꯕ ꯐꯜꯁꯤꯡꯒ ꯍꯦꯟꯅ ꯐꯅ ꯂꯥꯏꯅ ꯆꯠꯅꯕ ꯇ꯭ꯌꯨꯏꯛ ꯇꯧꯏ꯫ ꯑꯦꯜꯒꯣꯔꯤꯊꯝ ꯑꯁꯤꯅꯥ ꯐꯜꯁꯤꯡ ꯑꯗꯨ ꯑꯆꯨꯝꯕ ꯃꯑꯣꯡꯗ ꯂꯥꯎꯊꯣꯛꯄ ꯉꯝꯗ꯭ꯔꯤꯐꯥꯎꯕ ꯊꯧꯑꯣꯡ ꯑꯁꯤ ꯍꯟꯖꯤꯟ ꯍꯟꯖꯤꯟ ꯇꯧꯏ꯫ ꯑꯃꯔꯣꯝꯗ ꯑꯟꯁꯨꯄꯔꯚꯥꯏꯖ ꯂꯔꯅꯤꯡ ꯑꯁꯤ ꯑꯦꯜꯒꯣꯔꯤꯊꯝ ꯑꯁꯤꯅ ꯏꯟꯄꯨꯠ ꯗꯦꯇꯥ ꯈꯛꯇꯃꯛ ꯄꯤꯕꯥ ꯊꯧꯑꯣꯡ ꯑꯃꯅꯤ ꯑꯃꯁꯨꯡ ꯃꯗꯨꯒꯤ ꯃꯇꯨꯡꯗ ꯑꯦꯜꯒꯣꯔꯤꯊꯝ ꯑꯁꯤꯅ ꯗꯦꯇꯥꯒꯤ ꯃꯅꯨꯡꯗ ꯂꯩꯔꯤꯕ ꯃꯑꯣꯡ ꯑꯃꯗ ꯂꯦꯞꯊꯣꯛꯀꯗꯕꯅꯤ꯫ ꯑꯅꯁꯨꯄꯔꯚꯥꯏꯖ ꯂꯔꯅꯤꯡ ꯑꯁꯤ ꯃꯍꯧꯁꯥꯅꯥ ꯗꯦꯇꯥꯒꯤ ꯑꯆꯧꯕꯥ ꯃꯁꯤꯡꯗ ꯂꯣꯠꯁꯤꯜꯂꯕ ꯃꯑꯣꯡꯁꯤꯡ ꯈꯡꯗꯣꯛꯅꯕꯥ ꯁꯤꯖꯤꯟꯅꯩ ꯑꯃꯁꯨꯡ ꯑꯌꯥꯝꯕꯅ ꯗꯦꯇꯥ ꯃꯥꯏꯅꯤꯡ ꯑꯃꯁꯨꯡ ꯑꯆꯧꯕꯥ ꯁ꯭ꯀꯦꯜꯒꯤ ꯗꯦꯇꯥ ꯅꯩꯅꯕꯗ ꯁꯤꯖꯤꯟꯅꯩ꯫ ꯃꯦꯁꯤꯟ ꯂꯔꯅꯤꯡ ꯑꯦꯂꯒꯣꯔꯤꯊꯝꯁꯤꯡ ꯑꯁꯤ ꯃꯔꯨꯑꯣꯏꯕ ꯃꯈꯜ ꯑꯅꯤꯗ ꯈꯥꯢꯗꯣꯛꯄ ꯌꯥꯏ ꯀ꯭ꯂꯥꯁꯤꯐꯤꯀꯦꯁꯟ ꯑꯃꯁꯨꯡ ꯔꯤꯒ꯭ꯔꯦꯁꯟ꯫ ꯀ꯭ꯂꯥꯁꯤꯐꯤꯀꯦꯁꯟ ꯑꯦꯜꯒꯣꯔꯤꯊꯝꯁꯤꯡ ꯑꯁꯤ ꯑꯥꯎꯠꯄꯨꯠ ꯑꯁꯤ ꯀꯦꯇꯦꯒꯣꯔꯤꯒꯤ ꯑꯣꯏꯕꯥ ꯚꯦꯔꯤꯑꯦꯕꯜ ꯑꯃ ꯑꯣꯏꯕ ꯃꯇꯝꯗ ꯁꯤꯖꯤꯟꯅꯩ ꯈꯨꯗꯝ ꯑꯣꯏꯅꯥ ꯅꯣꯡ ꯆꯨꯕꯥ ꯅꯠꯇ꯭ꯔꯒ ꯅꯣꯡ ꯆꯨꯗꯕꯥ꯫ ꯃꯥꯢꯀꯩ ꯑꯃꯔꯣꯝꯗ ꯔꯤꯒ꯭ꯔꯦꯁꯟ ꯑꯦꯜꯒꯣꯔꯤꯊꯝꯁꯤꯡ ꯑꯁꯤ ꯑꯥꯎꯠꯄꯨꯠ ꯑꯁꯤ ꯂꯦꯞꯇꯅ ꯚꯦꯔꯤꯑꯦꯕꯜ ꯑꯣꯏꯕ ꯃꯇꯝꯗ ꯁꯤꯖꯤꯟꯅꯩ ꯃꯗꯨꯗꯤ ꯁ꯭ꯇꯣꯛ ꯑꯃꯒꯤ ꯃꯃꯜꯅꯤ꯫ ꯉꯁꯤ ꯑꯩꯈꯣꯢꯒꯤ ꯃꯥꯂꯦꯝ ꯑꯁꯤꯗ ꯃꯦꯁꯤꯟ ꯂꯔꯅꯤꯡꯒꯤ ꯃꯈꯜ ꯀꯌꯥꯒꯤ ꯑꯦꯞꯄ꯭ꯂꯤꯀꯦꯁꯟ ꯂꯩꯔꯦ꯫ ꯈ꯭ꯋꯥꯏꯗꯒꯤ ꯃꯃꯤꯡ ꯆꯠꯄ ꯑꯦꯞꯄ꯭ꯂꯤꯀꯦꯁꯟ ꯑꯃꯗꯤ ꯁꯛꯐꯝ ꯈꯪꯗꯣꯛꯅꯕꯒꯤ ꯂꯩꯔꯦ꯫ ꯃꯦꯁꯤꯟ ꯂꯔꯅꯤꯡ ꯑꯦꯜꯒꯣꯔꯤꯊꯝꯁꯤꯡ ꯑꯁꯤ ꯁꯛꯐꯝꯁꯤꯡ ꯄꯣꯠꯁꯤꯡ ꯃꯤꯑꯣꯏꯁꯤꯡ ꯑꯃꯁꯨꯡ ꯏꯃꯣꯁꯟꯁꯤꯡ ꯐꯥꯎꯕ ꯈꯡꯗꯣꯛꯄ ꯑꯃꯁꯨꯡ ꯈꯡꯗꯣꯛꯅꯕ ꯁꯦꯝꯕ ꯌꯥꯏ꯫ ꯃꯁꯤꯒꯤ ꯇꯦꯛꯅꯣꯂꯣꯖꯤ ꯑꯁꯤ ꯁꯦꯀ꯭ꯌꯨꯔꯤꯇꯤ ꯁꯤꯁꯇꯦꯝꯁꯤꯡ ꯃꯁꯥꯅ ꯊꯧꯕꯥ ꯒꯥꯔꯤꯁꯤꯡ ꯑꯃꯁꯨꯡ ꯃꯦꯗꯤꯀꯦꯜ ꯗꯥꯏ꯭ꯒꯅꯣꯁꯤꯁꯇ ꯄꯥꯛ ꯁꯟꯅ ꯁꯤꯖꯤꯟꯅꯩ꯫ ꯍꯛꯆꯥꯡ ꯌꯦꯡꯕꯒꯤ ꯂꯝꯗ ꯃꯦꯁꯤꯟ ꯂꯔꯅꯤꯡꯅ ꯗꯣꯛꯇꯔꯁꯤꯡꯅ ꯂꯥꯢꯅ ꯈꯡꯗꯣꯛꯄ ꯑꯃꯁꯨꯡ ꯂꯥꯌꯦꯡꯕꯒꯤ ꯃꯑꯣꯡ ꯃꯇꯧꯗ ꯑꯍꯣꯡꯕ ꯄꯨꯔꯛꯂꯦ꯫ ꯍꯧꯖꯤꯛ ꯃꯦꯁꯤꯟ ꯂꯔꯅꯤꯡ ꯑꯦꯜꯒꯣꯔꯤꯊꯝꯁꯤꯡ ꯑꯁꯤ ꯃꯦꯗꯤꯀꯦꯜ ꯗꯦꯇꯥꯒꯤ ꯑꯆꯧꯕ ꯃꯁꯤꯡ ꯑꯃ ꯅꯩꯅꯕ ꯑꯃꯁꯨꯡ ꯃꯤꯑꯣꯏ ꯑꯃꯗ ꯑꯅꯥꯕ ꯂꯥꯛꯄꯒꯤ ꯑꯣꯏꯊꯣꯛꯄ ꯌꯥꯕꯁꯤꯡꯒꯤ ꯃꯇꯥꯡꯗ ꯑꯆꯨꯝꯕ ꯑꯣꯏꯔꯛꯄ ꯌꯥꯕ ꯂꯩꯅ ꯌꯦꯡꯕꯗ ꯁꯤꯖꯤꯟꯅꯔꯤ꯫ ꯃꯗꯨꯒꯤ ꯃꯇꯨꯡꯗ ꯍꯥꯢꯔꯤꯕ ꯑꯣꯏꯊꯣꯛꯄ ꯌꯥꯕ ꯂꯩꯅꯁꯤꯡ ꯑꯁꯤ ꯇꯥꯟꯅꯔꯕ ꯃꯇꯨꯡ ꯂꯥꯌꯦꯡꯕꯒꯤ ꯊꯧꯔꯥꯡꯁꯤꯡ ꯑꯃꯁꯨꯡ ꯉꯥꯛꯊꯣꯛꯅꯕ ꯊꯧꯔꯥꯡꯁꯤꯡ ꯁꯦꯝꯒꯠꯄꯗ ꯁꯤꯖꯤꯟꯅꯕꯥ ꯌꯥꯢ꯫ ꯄꯩꯁꯥꯒꯤ ꯃꯇꯥꯡꯗ ꯃꯥꯂꯦꯝꯗ ꯃꯦꯁꯤꯟ ꯂꯔꯅꯤꯡꯅ ꯐꯥꯏꯅꯥꯟꯁꯤꯑꯦꯜ ꯃꯥꯔꯀꯦꯠꯁꯤꯡ ꯊꯕꯛ ꯇꯧꯕꯒꯤ ꯃꯑꯣꯡꯗ ꯑꯍꯣꯡꯕ ꯑꯃ ꯄꯨꯔꯛꯂꯦ꯫ ꯃꯦꯁꯤꯟ ꯂꯔꯅꯤꯡ ꯑꯦꯒꯣꯊꯤꯝꯁꯤꯡꯅ ꯍꯧꯖꯤꯛꯇꯤ ꯃꯩꯒꯤ ꯈꯣꯡꯖꯦꯜꯗ ꯁꯦꯜ-ꯊꯨꯝꯒꯤ ꯗꯦꯇꯥꯒꯤ ꯃꯆꯧꯕ ꯃꯁꯤꯡ ꯑꯃ ꯈꯪꯗꯣꯛꯄ ꯉꯝꯂꯦ ꯀꯩꯊꯦꯜꯒꯤ ꯈꯣꯡꯖꯦꯜꯒꯤ ꯃꯇꯥꯡꯗ ꯑꯆꯨꯝꯕ ꯋꯥꯐꯝ ꯊꯝꯕ ꯉꯝꯂꯦ ꯑꯃꯁꯨꯡ ꯄꯣꯠ ꯌꯣꯟꯕꯁꯤꯡꯅ ꯀꯗꯥꯏꯗ ꯌꯣꯟꯕ ꯌꯥꯕꯒꯦ ꯍꯥꯢꯕꯒꯤ ꯃꯇꯥꯡꯗ ꯋꯥꯈꯜ ꯇꯥꯕ ꯋꯥꯔꯦꯞ ꯂꯧꯕꯗ ꯃꯇꯦꯡ ꯄꯥꯡꯂꯦ꯫ ꯃꯁꯤꯒꯤ ꯃꯔꯨꯝꯗ ꯃꯦꯁꯤꯟ ꯂꯔꯅꯤꯡ ꯍꯥꯢꯕꯁꯤ ꯍꯦꯟꯅ ꯐꯕ ꯋꯥꯔꯦꯞ ꯂꯧꯅꯕ ꯗꯦꯇꯥ ꯁꯤꯖꯤꯟꯅꯕꯅꯤ꯫ ꯃꯦꯁꯤꯟ ꯂꯔꯅꯤꯡ ꯑꯁꯤꯅ ꯌꯥꯝꯅ ꯑꯊꯨꯕꯒꯤ ꯑꯣꯏꯅ ꯑꯍꯣꯡꯕ ꯑꯃ ꯄꯨꯔꯛꯄꯒꯤ ꯉꯝꯅꯕ ꯊꯧꯅ ꯂꯩ꯫